ꯇꯦꯂꯤꯚꯤꯖꯟꯒꯤ ꯄꯨꯋꯥꯔꯤꯒꯤ ꯃꯇꯥꯡꯗ ꯄ꯭ꯔꯖꯦꯟꯇꯦꯁꯟ ꯑꯃ ꯁꯦꯝꯃꯨ꯫ ꯇꯦꯂꯤꯚꯤꯖꯟꯒꯤ ꯄꯨꯋꯥꯔꯤꯒꯤ ꯃꯇꯥꯡꯗ ꯄ꯭ꯔꯖꯦꯟꯇꯦꯁꯟ ꯑꯃ ꯁꯦꯝꯅꯕꯥ ꯄꯤꯔꯤꯕ ꯊꯕꯛ ꯑꯗꯨꯗ ꯌꯨꯝꯐꯝ ꯑꯣꯏꯔꯒ ꯑꯩꯍꯥꯛꯅ ꯑꯦꯁꯇꯤꯃꯦꯠ ꯇꯧꯒꯅꯤ ꯃꯗꯨꯗꯤ ꯃꯁꯤ ꯂꯣꯏꯁꯤꯟꯕꯗꯥ ꯆꯥꯎꯔꯥꯛꯅ ꯄꯨꯡ ꯅꯤꯄꯥꯜ ꯗꯒꯤꯅ ꯇꯔꯥꯅꯤꯊꯣꯏ ꯐꯥꯎꯕꯥ ꯆꯪꯂꯕ ꯌꯥꯏ꯫ ꯃꯁꯤꯗ ꯔꯤꯁ꯭ꯔꯆꯀꯤ ꯃꯇꯝ, ꯏꯟꯐꯣꯔꯃꯦꯁꯟ ꯑꯣꯔꯒꯅꯥꯏꯖ ꯇꯧꯕ, ꯑꯥꯎꯠꯂꯥꯏꯟ ꯑꯃ ꯁꯦꯝꯕ, ꯚꯤꯖꯨꯑꯦꯜꯁꯤꯡ ꯗꯤꯖꯥꯏꯟ ꯇꯧꯕ ꯑꯃꯁꯨꯡ ꯄꯨꯝꯅꯃꯛꯄꯨ ꯄꯨꯟꯅ ꯆꯠꯃꯤꯟꯅꯗꯨꯅ ꯆꯨꯅꯕ ꯄ꯭ꯔꯖꯦꯟꯇꯦꯁꯟ ꯑꯃꯗ ꯊꯝꯕ ꯌꯥꯎꯒꯅꯤ꯫ ꯃꯁꯤ ꯆꯥꯎꯔꯥꯛꯅ ꯑꯦꯁꯇꯤꯃꯦꯁꯟ ꯈꯛꯇꯅꯤ ꯃꯔꯝꯗꯤ ꯃꯇꯝ ꯑꯁꯤ ꯃꯊꯧ ꯇꯥꯕ ꯔꯤꯁ꯭ꯔꯆꯀꯤ ꯑꯊꯣꯏꯕ ꯑꯃꯁꯨꯡ ꯃꯒꯨꯟ, ꯗꯤꯖꯥꯏꯟ ꯑꯗꯨꯗ ꯊꯝꯂꯤꯕ ꯑꯀꯨꯞꯄ ꯑꯃꯁꯨꯡ ꯀ꯭ꯔꯤꯌꯦꯇꯤꯕꯤꯇꯤꯒꯤ ꯊꯥꯛ, ꯑꯃꯁꯨꯡ ꯊꯕꯛ ꯑꯗꯨꯗ ꯊꯕꯛ ꯇꯧꯕꯗ ꯃꯤꯑꯣꯏ ꯑꯗꯨꯒꯤ ꯈꯣꯡꯖꯦꯜ ꯑꯃꯁꯨꯡ ꯏꯐꯤꯁꯤꯑꯦꯟꯁꯤꯡꯒꯨꯝꯕꯥ ꯐꯦꯛꯇꯔꯁꯤꯡꯒꯤ ꯃꯇꯨꯡ ꯏꯟꯅ ꯈꯦꯠꯅꯕꯥ ꯌꯥꯏ꯫ ꯑꯄꯤꯛꯄ ꯕꯤꯖꯤꯅꯦꯁ ꯑꯃꯒꯤꯗꯃꯛ ꯃꯥꯔꯀꯦꯇꯤꯡ ꯄ꯭ꯂꯥꯟ ꯑꯃ ꯁꯦꯝꯕ꯫ ꯑꯄꯤꯛꯄ ꯕꯤꯖꯤꯅꯦꯁ - ꯗꯤꯖꯥꯏꯅꯔ ꯖꯨꯇꯣ ꯢꯁ꯭ꯇꯣꯔ꯫ ꯗꯤꯖꯥꯏꯅꯔ ꯁꯣ ꯁ꯭ꯇꯣꯔ ꯑꯃꯒꯤ ꯃꯥꯔꯀꯦꯇꯤꯡ ꯄ꯭ꯂꯥꯟ ꯑꯃꯅ ꯢꯁ꯭ꯇꯣꯔ ꯑꯗꯨꯒꯤ ꯚꯤꯖꯤꯕꯤꯂꯤꯇꯤ ꯍꯦꯟꯒꯠꯍꯟꯅꯕꯥ, ꯇ꯭ꯔꯥꯐꯤꯛ ꯍꯦꯟꯒꯠꯍꯟꯅꯕꯥ ꯑꯃꯁꯨꯡ ꯌꯣꯟꯕ ꯍꯦꯟꯒꯠꯍꯟꯅꯕꯥ ꯇ꯭ꯔꯦꯗꯤꯁꯅꯦꯜ ꯑꯃꯁꯨꯡ ꯗꯤꯖꯤꯇꯦꯜ ꯃꯥꯔꯀꯦꯇꯤꯡ ꯁ꯭ꯇꯔꯥꯇꯦꯖꯤ ꯑꯅꯤꯃꯛꯀꯤ ꯕ꯭ꯂꯦꯟꯗ ꯑꯃ ꯃꯊꯧ ꯇꯥꯒꯅꯤ꯫ ꯄꯥꯟꯗꯝ ꯊꯝꯂꯤꯕ ꯀꯩꯊꯦꯜ ꯈꯪꯗꯣꯛꯄ - ꯃꯁꯤ ꯗꯤꯖꯥꯏꯅꯔ ꯖꯨꯇꯣ ꯁ꯭ꯇꯣꯔ ꯑꯃ ꯑꯣꯏꯕꯅ ꯄꯥꯟꯗꯝ ꯊꯝꯂꯤꯕ ꯀꯩꯊꯦꯜ ꯑꯁꯤ ꯑꯈꯟꯅꯕꯥ, ꯑꯋꯥꯡꯕ ꯊꯥꯛꯀꯤ ꯑꯃꯁꯨꯡ ꯁ꯭ꯇꯥꯏꯂꯤꯁ ꯈꯣꯡꯎꯞꯁꯤꯡꯕꯨ ꯃꯃꯜ ꯌꯥꯝꯅ ꯄꯤꯔꯤꯕ ꯐꯦꯁꯟꯒꯤ ꯃꯇꯥꯡꯗ‌ ꯋꯥꯈꯜ ꯇꯥꯕ ꯃꯤꯑꯣꯏꯁꯤꯡ ꯑꯣꯏꯕ ꯌꯥꯏ꯫ ꯑꯣꯟꯂꯥꯏꯟ ꯄ꯭ꯔꯦꯖꯦꯟꯁ ꯑꯃ ꯁꯦꯝꯒꯠꯄ - ꯉꯁꯤꯒꯤ ꯗꯤꯖꯤꯇꯦꯜꯒꯤ ꯃꯇꯝ ꯑꯁꯤ ꯌꯦꯡꯂꯒꯥ, ꯑꯆꯦꯠꯄ ꯑꯣꯟꯂꯥꯏꯟ ꯄ꯭ꯔꯦꯖꯦꯟꯁ ꯑꯃ ꯂꯩꯕ ꯑꯁꯤ ꯌꯥꯝꯅ ꯃꯔꯨꯑꯣꯏ꯫ ꯁ꯭ꯇꯣꯔ ꯑꯁꯤꯅ ꯄꯨꯛꯅꯤꯡ ꯆꯤꯡꯁꯤꯟꯅꯤꯡꯉꯥꯏ ꯑꯣꯏꯕ ꯑꯃꯁꯨꯡ ꯁꯤꯖꯤꯟꯅꯕꯗ ꯂꯥꯏꯕ ꯋꯦꯕꯁꯥꯏꯠ ꯑꯃ ꯁꯦꯝꯒꯠꯄ ꯑꯃꯁꯨꯡ ꯐꯦꯁꯕꯨꯛ, ꯏꯟꯁꯇꯥꯒ꯭ꯔꯥꯝ, ꯑꯃꯁꯨꯡ ꯇ꯭ꯌꯨꯇꯔꯒꯨꯝꯕ ꯄ꯭ꯂꯦꯠꯐꯣ꯭ꯔꯝꯁꯤꯡꯗ ꯁꯣꯁꯤꯑꯦꯜ ꯃꯤꯗꯤꯌꯥ ꯑꯦꯀꯥꯎꯟꯇꯁꯤꯡ ꯁꯦꯝꯕ ꯃꯊꯧ ꯇꯥꯏ꯫ ꯁꯣꯁꯤꯑꯦꯜ ꯃꯤꯗꯤꯌꯥ ꯃꯥꯔꯀꯦꯇꯤꯡ - ꯈ꯭ꯋꯥꯏꯗꯒꯤ ꯅꯧꯕ ꯐꯨꯇꯋꯦꯌꯔ ꯀꯥꯂꯦꯛꯁꯟꯁꯤꯡ, ꯄ꯭ꯔꯃꯣꯁꯟꯁꯤꯡ, ꯑꯃꯁꯨꯡ ꯗꯤꯁꯀꯥꯎꯟꯇꯁꯤꯡ ꯎꯠꯅꯕꯥ ꯏꯟꯁꯇꯥꯒ꯭ꯔꯥꯝ, ꯐꯦꯁꯕꯨꯛ, ꯑꯃꯁꯨꯡ ꯇ꯭ꯌꯨꯇꯔ ꯁꯤꯖꯤꯟꯅꯕꯤꯌꯨ꯫ ꯀꯥꯃꯦꯟꯇ ꯑꯃꯁꯨꯡ ꯃꯦꯁꯦꯖꯁꯤꯡꯒꯤ ꯈꯨꯗꯛꯇ ꯄꯥꯎꯈꯨꯝ ꯄꯤꯗꯨꯅ ꯄꯣꯇꯦꯟꯁꯤꯑꯦꯜ ꯀꯁ꯭ꯇꯃꯔꯁꯤꯡꯒ ꯂꯣꯏꯅꯅꯥ ꯑꯦꯡꯒꯦꯖ ꯇꯧꯕ꯫ ꯏꯃꯦꯜ ꯃꯥꯔꯀꯦꯇꯤꯡ -ꯀꯁ꯭ꯇꯃꯔꯁꯤꯡꯒꯤ ꯏꯃꯦꯏꯜ ꯑꯦꯗ꯭ꯔꯦꯁꯁꯤꯡ ꯑꯗꯨ ꯃꯈꯣꯏꯒꯤ ꯑꯍꯥꯟꯕ ꯄꯔꯆꯦꯖꯗꯥ ꯗꯤꯁꯀꯥꯎꯟꯇ ꯄꯤꯗꯨꯅ ꯈꯣꯝꯖꯤꯟꯕ꯫ ꯑꯅꯧꯕ ꯂꯥꯛꯄ, ꯑꯈꯟꯅꯕꯥ ꯑꯣꯐꯔꯁꯤꯡ, ꯑꯃꯁꯨꯡ ꯂꯥꯛꯀꯗꯧꯔꯤꯕ ꯌꯣꯟꯕꯒꯤ ꯃꯇꯥꯡꯗ ꯄꯥꯎ-ꯆꯦꯁꯤꯡ ꯆꯥꯡ ꯅꯥꯏꯅ ꯊꯥꯕꯤꯌꯨ꯫ ꯏꯟꯐ꯭ꯂꯨꯑꯦꯟꯁꯔ ꯃꯥꯔꯀꯦꯇꯤꯡ - ꯐꯦꯁꯟ ꯏꯟꯐ꯭ꯂꯨꯑꯦꯟꯁꯔ ꯑꯃꯁꯨꯡ ꯕ꯭ꯂꯣꯒꯥꯔꯁꯤꯡꯒ ꯄꯨꯟꯅ ꯊꯕꯛ ꯇꯧꯃꯤꯟꯅꯗꯨꯅ ꯢꯁ꯭ꯇꯣꯔꯒꯤ ꯄꯣꯠꯊꯣꯠꯁꯤꯡ ꯃꯈꯣꯏꯒꯤ ꯁꯣꯁꯤꯑꯦꯜ ꯃꯤꯗꯤꯌꯥ ꯄꯦꯖꯁꯤꯡ ꯑꯃꯁꯨꯡ ꯕ꯭ꯂꯣꯒꯁꯤꯡꯗ ꯐꯣꯡꯕ꯫ ꯃꯁꯤꯅ ꯕ꯭ꯔꯥꯟꯗ ꯚꯤꯖꯤꯕꯤꯂꯤꯇꯤ ꯍꯦꯟꯒꯠꯍꯟꯕꯗ ꯑꯃꯁꯨꯡ ꯑꯅꯧꯕ ꯀꯁ꯭ꯇꯃꯔꯁꯤꯡ ꯄꯨꯛꯅꯤꯡ ꯆꯤꯡꯁꯤꯟꯕꯗ ꯃꯇꯦꯡ ꯄꯥꯡꯒꯅꯤ꯫ ꯂꯣꯀꯦꯜ ꯑꯦꯗꯚꯥꯔꯇꯥꯏꯖꯃꯦꯟꯇ - ꯢꯁ꯭ꯇꯣꯔꯒꯤ ꯑꯀꯣꯏꯕꯗꯥ ꯂꯩꯕ ꯃꯤꯑꯣꯏꯁꯤꯡꯗ ꯇꯥꯔꯒꯦꯠ ꯇꯧꯅꯕ ꯂꯣꯀꯦꯜ ꯕꯤꯜꯕꯣꯔꯗꯁꯤꯡ, ꯃꯦꯒꯥꯖꯤꯟꯁꯤꯡ, ꯄꯥꯎ-ꯆꯦꯁꯤꯡ, ꯑꯃꯁꯨꯡ ꯔꯦꯗꯤꯑꯣ ꯁ꯭ꯇꯦꯁꯟꯁꯤꯡꯗ ꯑꯦꯗꯚꯥꯔꯇꯥꯏꯖ ꯇꯧꯕ꯫ ꯏꯟ-ꯁ꯭ꯇꯣꯔ ꯏꯚꯦꯟꯇꯁꯤꯡ - ꯑꯅꯧꯕ ꯀꯥꯂꯦꯛꯁꯟ ꯂꯣꯟꯆ ꯄꯥꯔꯇꯤ, ꯐꯦꯁꯟ ꯁꯣ, ꯅꯠꯇꯔꯒ ꯂꯣꯀꯦꯜ ꯗꯤꯖꯥꯏꯅꯔ ꯑꯃꯒ ꯎꯅꯕꯥ ꯑꯃꯁꯨꯡ ꯃꯤꯐꯝ ꯄꯥꯡꯊꯣꯛꯄ ꯑꯁꯤꯒꯨꯝꯕ ꯏꯟ-ꯁ꯭ꯇꯣꯔ ꯏꯚꯦꯟꯇꯁꯤꯡ ꯄꯥꯡꯊꯣꯛꯄ꯫ ꯃꯁꯤꯅ ꯁ꯭ꯇꯣꯔꯒꯤ ꯑꯀꯣꯏꯕꯗꯥ ꯋꯥꯈꯜ ꯋꯥꯕ ꯑꯃ ꯁꯦꯝꯒꯠꯄꯗ ꯃꯇꯦꯡ ꯄꯥꯡꯒꯅꯤ ꯑꯃꯁꯨꯡ ꯑꯅꯧꯕ ꯀꯁ꯭ꯇꯃꯔꯁꯤꯡ ꯄꯨꯛꯅꯤꯡ ꯆꯤꯡꯁꯤꯟꯒꯅꯤ꯫ ꯂꯣꯏꯅꯕꯤ ꯄ꯭ꯔꯣꯒ꯭ꯔꯥꯝ - ꯍꯧꯖꯤꯛ ꯂꯩꯔꯤꯕ ꯀꯁ꯭ꯇꯃꯔꯁꯤꯡꯕꯨ ꯄꯣꯏꯟꯇ, ꯗꯤꯁꯀꯥꯎꯟꯇ ꯑꯃꯁꯨꯡ ꯑꯈꯟꯅꯕ ꯑꯣꯐꯔꯁꯤꯡꯒ ꯂꯣꯏꯅꯅꯥ ꯃꯥꯅꯥ ꯄꯤꯗꯨꯅ ꯊꯝꯅꯕꯥ ꯂꯣꯏꯅꯕꯤ ꯄ꯭ꯔꯣꯒ꯭ꯔꯥꯝ ꯑꯃ ꯏꯝꯄ꯭ꯂꯤꯃꯦꯟꯇ ꯇꯧꯕ꯫ ꯌꯥꯝꯅ ꯐꯖꯅ‌ ꯁꯦꯝꯒꯠꯄ ꯑꯃꯁꯨꯡ ꯊꯕꯛ ꯑꯣꯏꯅ ꯄꯥꯡꯊꯣꯛꯄ ꯃꯥꯔꯀꯦꯇꯤꯡ ꯄ꯭ꯂꯥꯟ ꯑꯃꯒ ꯂꯣꯏꯅꯅꯥ ꯗꯤꯖꯥꯏꯅꯔ ꯁꯣ ꯁ꯭ꯇꯣꯔ ꯑꯁꯤꯅ ꯑꯅꯧꯕ ꯀꯁ꯭ꯇꯃꯔꯁꯤꯡ ꯄꯨꯛꯅꯤꯡ ꯆꯤꯡꯁꯤꯟꯕ ꯉꯝꯒꯅꯤ, ꯍꯧꯖꯤꯛ ꯂꯩꯔꯤꯕ ꯀꯁ꯭ꯇꯃꯔꯁꯤꯡ ꯊꯝꯕ ꯉꯝꯒꯅꯤ ꯑꯃꯁꯨꯡ ꯌꯣꯟꯕ ꯍꯦꯟꯒꯠꯍꯟꯕ ꯉꯝꯒꯅꯤ꯫